ꯂꯤꯅꯤꯌꯔ ꯑꯃꯁꯨꯡ ꯅꯟ-ꯂꯤꯅꯤꯌꯔ ꯏꯛꯀꯨꯢꯞꯃꯦꯟ ꯑꯃꯒꯤ ꯃꯔꯛꯇ ꯂꯩꯕꯥ ꯈꯦꯠꯅꯕꯥ ꯑꯗꯨ ꯁꯟꯗꯣꯛꯅ ꯇꯥꯛꯄꯤꯌꯨ꯫ ꯂꯤꯅꯤꯌꯔ ꯏꯛꯀꯌꯨꯏꯌꯔ ꯍꯥꯢꯕꯁꯤ ꯇꯥꯝ ꯄꯨꯝꯅꯃꯛ ꯗꯤꯒ꯭ꯔꯤ ꯑꯃ ꯅꯠꯇ꯭ꯔꯒ ꯖꯤꯔꯣꯒꯤ ꯑꯣꯏꯕ ꯑꯃꯁꯨꯡ ꯃꯁꯤꯒꯤ ꯒ꯭ꯔꯥꯐ ꯑꯁꯤ ꯁꯇ꯭ꯔꯦꯠ ꯂꯥꯏꯟ ꯑꯣꯏꯕ ꯑꯦꯜꯖꯦꯕ꯭ꯔꯤꯛ ꯏꯛꯀꯌꯨꯏꯌꯔ ꯑꯃꯅꯤ꯫ ꯃꯁꯤꯅ ꯇꯥꯛꯄꯗꯤ ꯇꯥꯝ ꯈꯨꯗꯤꯡꯃꯛ ꯀꯟꯁꯇꯦꯟ ꯅꯠꯇ꯭ꯔꯒꯥ ꯚꯦꯔꯤꯑꯦꯕꯜ ꯑꯃꯈꯛꯇꯒꯤ ꯄ꯭ꯔꯗꯛꯇꯅꯤ꯫ ꯂꯤꯅꯤꯌꯔ ꯏꯛꯀꯌꯨꯏꯌꯔ ꯑꯃꯒꯤ ꯁ꯭ꯇꯦꯟꯗꯔꯗ ꯐꯣꯝ ꯑꯁꯤ ꯃꯐꯝꯁꯤꯗꯥ, ꯑꯃꯁꯨꯡ ꯑꯁꯤ ꯀꯟꯁꯇꯦꯟꯅꯤ ꯑꯃꯁꯨꯡ ꯑꯁꯤ ꯚꯦꯔꯤꯑꯦꯕꯜꯁꯤꯡꯅꯤ꯫ ꯂꯤꯅꯤꯌꯔ ꯏꯛꯀꯌꯨꯏꯌꯔ ꯑꯃꯒꯤ ꯁꯣꯂꯨꯁꯟ ꯁꯦꯠ ꯑꯁꯤ ꯏꯛꯀꯌꯨꯏꯌꯔ ꯑꯁꯤꯕꯨ ꯑꯆꯨꯝꯕ ꯑꯣꯏꯍꯜꯂꯤꯕꯥ ꯚꯦꯔꯤꯑꯦꯕꯜꯁꯤꯡꯒꯤ ꯚꯦꯜꯂꯨ ꯄꯨꯝꯅꯃꯛꯅꯤ꯫ ꯂꯤꯅꯤꯌꯔ ꯏꯛꯀꯨꯏꯞꯃꯦꯟꯇꯁꯤꯡꯗ ꯌꯥꯝꯗ꯭ꯔꯕꯗꯥ ꯁꯣꯜꯂꯨꯁꯟ ꯑꯃꯈꯛꯇꯃꯛ ꯂꯩ꯫ ꯃꯥꯢꯀꯩ ꯑꯃꯔꯣꯝꯗ ꯅꯟ-ꯂꯤꯅꯤꯌꯔ ꯏꯛꯀꯌꯨꯏꯌꯔ ꯍꯥꯢꯕꯁꯤ ꯁ꯭ꯇꯔꯦꯠ-ꯂꯥꯏꯟ ꯒ꯭ꯔꯥꯐ ꯂꯩꯇꯕꯥ ꯑꯃꯁꯨꯡ ꯑꯃꯗꯒꯤ ꯍꯦꯟꯅ ꯋꯥꯡꯕ ꯗꯤꯒ꯭ꯔꯤ ꯂꯩꯕꯥ ꯏꯛꯀꯨꯏꯞꯃꯦꯟ ꯑꯃꯅꯤ꯫ ꯃꯁꯤꯅꯥ ꯇꯥꯛꯄꯗꯤ ꯏꯛꯀꯌꯨꯏꯌꯔ ꯑꯁꯤꯗ ꯌꯥꯝꯗ꯭ꯔꯕꯗꯥ ꯇꯥꯝ ꯑꯃ ꯌꯥꯎꯏ ꯃꯗꯨꯗꯤ ꯃꯁꯤꯅ ꯄꯥꯋꯔ ꯑꯃꯍꯦꯛꯇꯗ ꯍꯦꯟꯒꯠꯂꯛꯄ ꯅꯠꯇ꯭ꯔꯒ ꯄꯥꯋꯔ ꯑꯃꯍꯦꯛꯇꯗꯥ ꯍꯦꯟꯒꯠꯂꯛꯄ ꯚꯦꯔꯤꯑꯦꯕꯜꯁꯤꯡꯒꯤ ꯄꯣꯠꯊꯣꯛ ꯑꯣꯏ꯫ ꯅꯟ-ꯂꯤꯅꯤꯌꯔ ꯏꯛꯀꯨꯏꯞꯃꯦꯟꯇꯁꯤꯡꯗ ꯃꯜꯇꯤꯄꯜ ꯁꯣꯜꯂꯨꯁꯟ ꯂꯩꯕ ꯌꯥꯏ ꯅꯠꯇ꯭ꯔꯒ ꯁꯣꯜꯂꯨꯁꯟ ꯑꯃꯠꯇꯥ ꯂꯩꯇꯕ ꯌꯥꯏ꯫ ꯅꯟ-ꯂꯤꯅꯤꯌꯔ ꯏꯛꯀꯌꯨꯏꯌꯔ ꯑꯃꯒꯤ ꯒ꯭ꯔꯥꯐ ꯑꯁꯤ ꯇꯣꯉꯥꯟ-ꯇꯣꯉꯥꯟꯕ ꯃꯑꯣꯡꯒꯤ ꯂꯧꯕꯥ ꯌꯥꯏ, ꯃꯈꯣꯏ ꯑꯗꯨꯗꯤ ꯀꯔꯕ, ꯁꯔꯀꯜ, ꯑꯦꯂꯤꯞꯁ ꯅꯠꯇ꯭ꯔꯒ ꯍꯥꯏꯄꯔꯕꯣꯂꯥ ꯑꯁꯤꯅꯆꯤꯡꯕꯅꯤ꯫ ꯈꯪꯖꯤꯟꯒꯗꯕ ꯑꯃꯅ, ꯂꯤꯅꯤꯌꯔ ꯏꯛꯀꯌꯨꯏꯌꯔ ꯑꯃꯁꯨꯡ ꯅꯟ-ꯂꯤꯅꯤꯌꯔ ꯏꯛꯀꯌꯨꯏꯌꯔꯒꯤ ꯃꯔꯛꯇꯥ ꯂꯩꯕꯥ ꯈꯦꯠꯅꯕꯥ ꯑꯁꯤ ꯇꯥꯝꯁꯤꯡꯒꯤ ꯗꯤꯒ꯭ꯔꯤ ꯑꯃꯁꯨꯡ ꯃꯈꯣꯢꯒꯤ ꯒ꯭ꯔꯥꯐꯁꯤꯡ ꯁꯦꯝꯕꯒꯤ ꯃꯑꯣꯡ ꯑꯗꯨꯗꯥ ꯂꯩ꯫ ꯂꯤꯅꯤꯌꯔ ꯏꯛꯀꯨꯏꯞꯃꯦꯟꯇꯁꯤꯡꯗ ꯗꯤꯒ꯭ꯔꯤ ꯑꯃ ꯅꯠꯇ꯭ꯔꯒ ꯃꯁꯤꯗꯒꯤ ꯍꯦꯟꯕ ꯂꯩ ꯑꯃꯁꯨꯡ ꯒ꯭ꯔꯥꯐ ꯑꯁꯤ ꯁꯇ꯭ꯔꯦꯠ ꯂꯥꯏꯟ ꯑꯣꯏꯅ ꯂꯧꯏ, ꯑꯗꯨꯒ ꯅꯟ-ꯂꯤꯅꯤꯌꯔ ꯏꯛꯀꯨꯏꯞꯃꯦꯟꯇꯁꯤꯡꯅ ꯍꯦꯟꯅ ꯋꯥꯡꯕ ꯗꯤꯒ꯭ꯔꯤ ꯂꯩ ꯑꯃꯁꯨꯡ ꯒ꯭ꯔꯥꯐ ꯑꯁꯤ ꯀꯔꯕ ꯅꯠꯇ꯭ꯔꯒ ꯖꯤꯑꯣꯃꯦꯇ꯭ꯔꯤꯛ ꯃꯑꯣꯡ ꯑꯣꯏꯅ ꯂꯧꯏ꯫ ꯇ꯭ꯔꯦꯗꯤꯁꯅꯦꯜ ꯖꯔꯃꯅꯤꯒꯤ ꯆꯥꯛꯁꯪ ꯑꯃ ꯐꯣꯡꯗꯣꯛꯄꯤꯌꯨ꯫ ꯑꯗꯣꯝꯅ ꯊꯦꯡꯅꯔꯛꯄ ꯌꯥꯕ ꯇ꯭ꯔꯦꯗꯤꯁ꯭ꯅꯦꯜ ꯖꯔꯃꯅꯤꯒꯤ ꯆꯥꯛꯁꯪ ꯑꯃꯗꯤ ꯁ꯭ꯕꯥꯏꯟꯁꯥꯛꯁ ꯀꯧꯕꯥ ꯃꯤꯌꯥꯝꯅ ꯄꯥꯝꯅꯕ ꯆꯥꯛꯁꯪ ꯑꯁꯤꯅꯤ, ꯃꯁꯤ ꯔꯣꯁ꯭ꯇꯦꯗ ꯆꯤꯟꯖꯥꯛ ꯑꯃꯅꯤ꯫ ꯃꯍꯧꯁꯥꯅ, ꯃꯅꯥ-ꯃꯁꯤꯡ ꯑꯗꯨ ꯅꯨꯃꯤꯠ ꯀꯌꯥꯅꯤ ꯃꯦꯔꯤꯅꯦꯠ ꯇꯧꯗꯨꯅꯥ ꯊꯝꯖꯤꯜꯂꯤ ꯑꯃꯁꯨꯡ ꯃꯗꯨꯒꯤ ꯃꯇꯨꯡꯗ ꯇꯞꯅ ꯇꯞꯅ ꯑꯣꯚꯔꯑꯣꯜꯗꯥ ꯊꯝꯖꯤꯜꯂꯨ ꯑꯃꯁꯨꯡ ꯃꯗꯨ ꯇꯔꯨ-ꯇꯅꯥꯟꯅꯥ ꯊꯝꯖꯤꯜꯂꯤ꯫ ꯔꯣꯁ꯭ꯇꯦꯗ ꯄꯣꯔꯛ ꯅꯀꯜ ꯑꯁꯤ ꯁꯥꯎꯔꯛꯔꯥꯎꯠꯀꯤ ꯃꯄꯥꯟꯊꯪꯕꯥ ꯃꯔꯣꯜ ꯑꯃꯒ ꯂꯣꯏꯅꯅꯥ ꯄꯤꯖꯩ, ꯃꯁꯤ ꯑꯀꯪꯕꯥ ꯐꯔꯃꯦꯟꯇꯦꯠ ꯀꯣꯕꯤ, ꯊꯥꯎ ꯊꯣꯛꯄꯥ ꯑꯥꯂꯨ ꯅꯠꯇ꯭ꯔꯒ ꯑꯥꯂꯨꯒꯤ ꯗꯝꯄ꯭ꯂꯤꯡ ꯑꯃꯁꯨꯡ ꯔꯤꯁ,ꯃꯌꯦꯛ ꯁꯦꯡꯕꯥ ꯒ꯭ꯔꯦꯚꯤ ꯑꯃꯒ ꯂꯣꯢꯅꯅꯥ ꯄꯤꯖꯩ꯫ ꯊꯋꯥꯏ ꯌꯥꯎꯕꯥ ꯆꯥꯛꯁꯪ ꯑꯁꯤ ꯁꯦꯡꯗꯣꯛꯅꯕꯥ ꯑꯌꯥꯝꯕꯅ ꯃꯁꯤꯒ ꯂꯣꯢꯅꯅꯥ ꯅꯨꯡꯉꯥꯏꯕꯥ ꯖꯔꯃꯅꯤꯒꯤ ꯕꯤꯌꯔ ꯑꯃ ꯌꯥꯎꯏ꯫ ꯃꯁꯤꯒꯤ ꯆꯥꯛꯁꯪ ꯑꯁꯤ ꯃꯔꯨꯑꯣꯏꯅ ꯕꯥꯐꯥꯔꯤꯌꯥꯗꯥ ꯃꯤꯌꯥꯝꯅ ꯄꯥꯝꯅꯩ, ꯑꯗꯨꯕꯨ ꯖꯔꯃꯅꯤꯒꯤ ꯂꯝꯗꯝ ꯀꯌꯥꯗ ꯐꯪꯏ꯫ ꯇꯁꯦꯡꯕꯗꯤ ꯖꯔꯃꯅꯤꯗꯥ ꯂꯝꯗꯝ ꯑꯁꯤꯒꯤ ꯃꯇꯨꯡ ꯏꯟꯅ ꯇꯣꯉꯥꯟ ꯇꯣꯉꯥꯟꯕ ꯑꯇꯣꯞꯄ ꯇ꯭ꯔꯦꯗꯤꯁ꯭ꯅꯦꯜ ꯑꯣꯏꯕ ꯆꯥꯛꯁꯪ ꯀꯌꯥ ꯂꯩꯔꯤ, ꯑꯗꯨꯕꯨ ꯁ꯭ꯄꯥꯏꯟꯁꯥꯛꯁ ꯑꯁꯤ ꯁꯣꯏꯗꯅꯥ ꯃꯐꯝ ꯑꯗꯨꯒꯤ ꯃꯤꯌꯥꯝ ꯑꯃꯁꯨꯡ ꯂꯝꯀꯣꯏꯕꯁꯤꯡꯅꯥ ꯅꯨꯡꯁꯤꯖꯕꯥ ꯑꯃꯅꯤ꯫